ꯄꯥꯎꯖꯦꯜ ꯑꯗꯨ ꯄꯥꯕꯤꯌꯨ ꯑꯃꯁꯨꯡ ꯃꯗꯨꯕꯨ ꯖꯦꯅꯔꯦꯜꯒꯤ ꯃꯇꯨꯡ ꯏꯟꯅ ꯀꯦꯇꯦꯒꯣꯔꯤ ꯈꯥꯏꯗꯣꯛꯄꯤꯌꯨ꯫ ꯃꯨꯚꯤ ꯑꯁꯤ ꯊꯣꯏꯗꯣꯛ ꯍꯦꯟꯗꯣꯛꯄ ꯑꯣꯏꯈꯤ, ꯌꯥꯝꯅ ꯊꯨꯅ ꯒꯥꯔꯤ ꯆꯦꯟꯕ, ꯄꯣꯠ ꯄꯨꯊꯣꯛ ꯄꯨꯁꯤꯟ ꯇꯧꯕ ꯑꯃꯁꯨꯡ ꯑꯦꯛꯁꯟ ꯌꯥꯝꯅ ꯌꯥꯎꯕ ꯂꯥꯟꯒꯤ ꯃꯑꯣꯡꯁꯤꯡ ꯌꯥꯎꯈꯤ꯫ ꯖꯦꯅꯔꯦꯜ: ꯑꯦꯛꯁꯟ꯫ ꯑꯆꯧꯕ ꯁꯍꯔ ꯑꯃꯗ ꯆꯠꯅꯕꯒꯤꯗꯃꯛ ꯔꯤꯀꯃꯦꯟꯗꯦꯁꯟꯁꯤꯡꯒꯤ ꯂꯤꯁ ꯑꯃ ꯁꯦꯝꯃꯨ꯫ ꯀꯔꯤꯒꯨꯝꯕ ꯅꯍꯥꯛꯅ ꯑꯆꯧꯕ ꯁꯍꯔ ꯑꯃꯗ ꯆꯠꯅꯕ ꯊꯧꯔꯥꯡ ꯇꯧꯔꯕꯗꯤ, ꯅꯍꯥꯛꯀꯤ ꯈꯣꯡꯆꯠ ꯑꯗꯨꯗꯒꯤ ꯈ꯭ꯋꯥꯏꯗꯒꯤ ꯍꯦꯟꯅ ꯀꯥꯟꯅꯕ ꯂꯧꯕꯗ ꯃꯇꯦꯡ ꯄꯥꯡꯒꯗꯕ ꯔꯤꯀꯃꯦꯟꯗꯦꯁꯟ ꯈꯔ ꯃꯈꯥꯗ ꯄꯤꯔꯤ: ꯁꯍꯔ ꯑꯁꯤꯒꯤ ꯃꯀꯣꯛ ꯊꯣꯡꯕ ꯃꯐꯝꯁꯤꯡꯒꯤ ꯃꯇꯥꯡꯗ ꯊꯤꯖꯤꯜꯂꯨ: ꯁꯣꯏꯗꯅ ꯌꯦꯡꯅꯕꯒꯤꯗꯃꯛꯇ ꯌꯦꯡꯒꯗꯕ ꯃꯐꯝꯁꯤꯡ, ꯂꯝꯀꯣꯏꯐꯝꯁꯤꯡ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯃꯐꯝꯁꯤꯡ ꯌꯦꯡꯕꯤꯌꯨ꯫ ꯑꯗꯣꯝꯅ ꯀꯔꯤꯒꯨꯝꯕ ꯑꯃꯠꯇ ꯌꯥꯎꯗꯕ ꯌꯥꯗꯦ꯫ ꯃꯐꯝ ꯑꯗꯨꯒꯤ ꯆꯥꯛꯆꯥ-ꯏꯊꯛꯁꯤꯡ ꯊꯤꯖꯤꯟꯕ: ꯑꯆꯧꯕ ꯁꯍꯔ ꯑꯃꯅ ꯃꯈꯜ ꯀꯌꯥꯒꯤ ꯃꯆꯤ ꯑꯣꯏꯕ ꯆꯤꯟꯖꯥꯛꯁꯤꯡ ꯈꯟꯒꯠꯄ ꯌꯥꯏ꯫ ꯈ꯭ꯋꯥꯏꯗꯒꯤ ꯐꯕ ꯔꯦꯁ꯭ꯇꯣꯔꯦꯟꯠꯁꯤꯡ, ꯁ꯭ꯇꯔꯤꯠ ꯐꯨꯗ ꯚꯦꯟꯗꯔꯁꯤꯡ, ꯑꯃꯁꯨꯡ ꯃꯐꯝ ꯑꯗꯨꯒꯤ ꯃꯆꯤꯟꯖꯥꯛꯁꯤꯡꯒꯤ ꯃꯇꯥꯡꯗ ꯔꯤꯁꯔꯆ ꯇꯧꯅꯕ ꯃꯇꯝ ꯈꯔꯥ ꯂꯧꯕꯤꯌꯨ꯫ ꯃꯤꯌꯥꯝꯒꯤ ꯆꯠꯊꯣꯛ-ꯆꯠꯁꯤꯟ ꯁꯤꯖꯤꯟꯅꯕ: ꯑꯌꯥꯝꯕ ꯑꯆꯧꯕ ꯁꯍꯔꯁꯤꯡꯗ ꯌꯥꯝꯅ ꯆꯥꯎꯈꯠꯄ ꯃꯤꯌꯥꯝꯒꯤ ꯆꯠꯊꯣꯛ-ꯆꯠꯁꯤꯟꯒꯤ ꯁꯤꯁꯇꯦꯝꯁꯤꯡ ꯂꯩ, ꯃꯗꯨꯅ ꯆꯠꯊꯣꯛ-ꯆꯠꯁꯤꯟ ꯇꯧꯕꯗ ꯂꯥꯏꯍꯜꯂꯤ꯫ ꯄ꯭ꯂꯥꯁ, ꯃꯁꯤ ꯁꯦꯜ ꯀꯅꯕ ꯑꯃꯁꯨꯡ ꯅꯍꯥꯛꯀꯤ ꯀꯥꯔꯕꯣꯟ ꯐꯨꯠꯄ꯭ꯔꯤꯟꯠ ꯍꯟꯊꯍꯟꯕꯒꯤ ꯑꯆꯧꯕ ꯃꯑꯣꯡ ꯑꯃꯅꯤ꯫ ꯃ꯭ꯌꯨꯖꯤꯌꯝ ꯑꯃꯁꯨꯡ ꯒꯦꯜꯂꯔꯤꯁꯤꯡꯗ ꯆꯠꯄ: ꯑꯆꯧꯕ ꯁꯍꯔꯁꯤꯡ ꯑꯁꯤ ꯃꯍꯧꯁꯥꯅ ꯃꯀꯣꯛ ꯊꯣꯡꯕ ꯃ꯭ꯌꯨꯖꯤꯌꯝ ꯑꯃꯁꯨꯡ ꯑꯥꯔꯠ ꯒꯦꯜꯂꯔꯤꯁꯤꯡꯅ ꯊꯜꯂꯕ ꯃꯐꯝ ꯑꯃꯅꯤ, ꯃꯁꯤꯅ ꯃꯐꯝ ꯑꯗꯨꯒꯤ ꯀꯜꯆꯔ, ꯄꯨꯋꯥꯔꯤ ꯑꯃꯁꯨꯡ ꯑꯥꯔꯠꯀꯤ ꯂꯝꯗ ꯊꯋꯥꯏ ꯌꯥꯎꯕ ꯌꯥꯝꯅ ꯐꯕ ꯈꯨꯗꯣꯡꯆꯥꯕ ꯑꯃ ꯑꯣꯏꯍꯜꯂꯤ꯫ ꯈꯣꯡꯅ ꯆꯠꯄ: ꯈꯣꯡꯅ ꯆꯠꯄ ꯈꯣꯡꯆꯠ ꯑꯃꯗ ꯁꯔꯨꯛ ꯌꯥꯗꯨꯅ ꯁꯍꯔ ꯑꯁꯤ ꯈꯣꯡꯅ ꯆꯠꯂꯨ ꯑꯃꯁꯨꯡ ꯃꯁꯤꯒꯤ ꯄꯨꯋꯥꯔꯤꯒꯤ ꯃꯔꯝꯗ ꯈꯪꯂꯕ ꯒꯥꯏꯗ ꯑꯃꯗꯒꯤ ꯈꯪꯕꯤꯌꯨ꯫ ꯃꯐꯝ ꯑꯗꯨꯒꯤ ꯅꯨꯃꯤꯗꯥꯡꯒꯤ ꯄꯨꯟꯁꯤ ꯈꯪꯗꯣꯛꯎ: ꯁꯍꯔ ꯀꯌꯥꯅ ꯑꯌꯨꯛꯇ ꯍꯤꯡꯏ, ꯃꯤꯌꯥꯝꯅ ꯄꯥꯝꯅꯕ ꯀ꯭ꯂꯕꯁꯤꯡ, ꯕꯥꯔꯁꯤꯡ, ꯑꯃꯁꯨꯡ ꯃ꯭ꯌꯨꯖꯤꯛ ꯚꯦꯅ꯭ꯌꯨꯁꯤꯡ ꯂꯩ, ꯃꯔꯝ ꯑꯗꯨꯅ ꯅꯨꯃꯤꯗꯥꯡꯒꯤ ꯄꯨꯟꯁꯤ ꯑꯁꯤ ꯁꯣꯏꯗꯅ ꯌꯦꯡꯕꯤꯌꯨ꯫ ꯂꯣꯀꯦꯜꯒꯤ ꯄꯣꯠ ꯂꯩꯕ: ꯃꯐꯝ ꯑꯗꯨꯒꯤ ꯀꯩꯊꯦꯜꯁꯤꯡ ꯑꯃꯁꯨꯡ ꯑꯥꯔꯇꯤꯁꯥꯟꯁꯤꯡꯒꯤ ꯗꯨꯀꯥꯟꯁꯤꯡꯗ ꯆꯠꯇꯨꯅ ꯑꯈꯟꯅꯕ ꯁꯣꯚꯦꯅꯤꯌꯔꯁꯤꯡ ꯊꯤꯕꯤꯌꯨ, ꯑꯃꯁꯨꯡ ꯊꯧꯑꯣꯡ ꯑꯁꯤꯗ ꯑꯄꯤꯛꯄ ꯕꯤꯖꯤꯅꯦꯁꯁꯤꯡꯗ ꯃꯇꯦꯡ ꯄꯥꯡꯕꯤꯌꯨ꯫ ꯒ꯭ꯔꯤꯟ ꯁ꯭ꯄꯦꯁꯁꯤꯡ ꯊꯤꯕ: ꯑꯆꯧꯕ ꯁꯍꯔꯁꯤꯡ ꯑꯁꯤ ꯃꯤ ꯌꯥꯝꯅ ꯇꯤꯟꯕ ꯑꯃꯁꯨꯡ ꯍꯦꯛꯇꯤꯛ ꯑꯣꯏꯕ ꯌꯥꯏ, ꯃꯔꯝ ꯑꯗꯨꯅ ꯅꯨꯡꯉꯥꯏꯅ ꯂꯩꯅꯕ ꯑꯃꯁꯨꯡ ꯒ꯭ꯔꯤꯅꯔꯤ ꯈꯔ ꯅꯨꯡꯉꯥꯏꯅꯕ ꯄꯥꯔꯛ ꯅꯠꯇ꯭ꯔꯒ ꯒꯥꯔꯗꯦꯟ ꯑꯃꯗ ꯆꯠꯇꯨꯅ ꯍꯨꯔꯥꯟꯕ ꯑꯗꯨꯗꯒꯤ ꯕ꯭ꯔꯦꯛ ꯑꯃ ꯂꯧꯕꯤꯌꯨ꯫ ꯁꯥꯟꯅ-ꯈꯣꯠꯅꯕꯒꯤ ꯊꯧꯔꯝ ꯑꯃꯗ ꯁꯔꯨꯛ ꯌꯥꯕ: ꯀꯔꯤꯒꯨꯝꯕ ꯅꯍꯥꯛꯅ ꯁꯥꯟꯅ-ꯈꯣꯠꯅꯕꯒꯤ ꯐꯦꯟ ꯑꯣꯏꯔꯕꯗꯤ, ꯃꯐꯝꯗꯨꯒꯤ ꯒꯦꯝ ꯑꯃ ꯅꯠꯇ꯭ꯔꯒ ꯃꯦꯆ ꯑꯃ ꯌꯦꯡꯅꯕ ꯍꯣꯠꯅꯧ, ꯃꯁꯤꯅ ꯁꯍꯔ ꯑꯁꯤꯒꯤ ꯄꯥꯝꯖꯕ ꯑꯃꯁꯨꯡ ꯏꯅꯔꯖꯤ ꯑꯗꯨ ꯌꯦꯡꯅꯕꯒꯤ ꯅꯨꯡꯉꯥꯏꯕ ꯃꯑꯣꯡ ꯑꯃ ꯑꯣꯏꯕ ꯌꯥꯏ꯫ ꯃꯐꯝꯗꯨꯒꯤ ꯆꯠꯅꯕꯤꯁꯤꯡꯕꯨ ꯏꯀꯥꯏ ꯈꯨꯝꯅꯕ ꯑꯃꯁꯨꯡ ꯋꯥꯈꯜ ꯇꯥꯕ: ꯁꯍꯔ ꯈꯨꯗꯤꯡꯃꯛꯀꯤ ꯃꯁꯥꯒꯤ ꯑꯣꯏꯕ ꯑꯈꯟꯅꯕ ꯆꯠꯅꯕꯤ ꯑꯃꯁꯨꯡ ꯏꯇꯤꯀꯦꯠ ꯂꯩ, ꯃꯔꯝ ꯑꯗꯨꯅ ꯅꯍꯥꯛꯀꯤ ꯔꯤꯁꯔꯆ ꯇꯧꯕꯤꯌꯨ ꯑꯃꯁꯨꯡ ꯅꯍꯥꯛꯀꯤ ꯂꯝꯆꯠ-ꯁꯥꯖꯠ ꯑꯗꯨ ꯋꯥꯈꯜꯗ ꯊꯝꯃꯨ ꯃꯗꯨꯅ ꯀꯅꯥꯒꯨꯝꯕ ꯑꯃꯕꯨ ꯈꯪꯍꯧꯗꯅ ꯅꯨꯡꯉꯥꯏꯇꯕ ꯄꯣꯛꯍꯟꯗꯅꯕ꯫ ꯄꯤꯔꯤꯕ ꯑꯦꯛꯁꯔꯞꯁꯟ ꯑꯗꯨꯗ ꯂꯩꯔꯤꯕ ꯄ꯭ꯔꯥꯏꯃꯥꯔꯤ ꯊꯤꯝꯁꯤꯡ ꯑꯗꯨ ꯈꯪꯗꯣꯛꯄ꯫ ꯋꯥꯔꯣꯜ: "ꯃꯥꯏꯄꯥꯛꯄ ꯃꯤꯑꯣꯏ ꯈꯨꯗꯤꯡꯃꯛꯀꯤ ꯃꯇꯨꯡꯗ ꯑꯆꯦꯠꯄ ꯊꯕꯛ ꯇꯧꯕꯒꯤ ꯊꯧꯑꯣꯡ ꯂꯩ꯫ ꯃꯣꯇꯤꯕꯦꯁꯟ ꯑꯃꯁꯨꯡ ꯗꯤꯇꯔꯃꯤꯅꯦꯁꯟ ꯑꯁꯤ ꯃꯥꯏ ꯄꯥꯛꯄꯒꯤ ꯃꯔꯨꯑꯣꯏꯕ ꯀꯝꯄꯣꯅꯦꯟꯠꯁꯤꯡꯅꯤ꯫ ꯑꯋꯥꯡꯕ ꯄꯥꯟꯗꯝ ꯊꯝꯃꯨ ꯑꯃꯁꯨꯡ ꯅꯍꯥꯛꯀꯤ ꯄꯥꯟꯗꯝꯁꯤꯡ ꯐꯪꯅꯕꯒꯤ ꯂꯝꯕꯤꯗ ꯀꯔꯤꯒꯨꯝꯕ ꯑꯃꯠꯇ ꯂꯦꯞꯍꯜꯂꯣꯏꯗꯕꯅꯤ꯫" ꯄꯤꯔꯤꯕ ꯑꯦꯛꯁꯄ꯭ꯔꯦꯁꯟ ꯑꯁꯤꯗ ꯃꯔꯨꯑꯣꯏꯕ ꯊꯤꯝꯁꯤꯡꯗꯤ: ꯊꯕꯛ ꯇꯧꯕꯒꯤ ꯊꯧꯑꯣꯡ, ꯃꯣꯇꯤꯚꯦꯁꯟ, ꯗꯤꯇꯔꯃꯤꯅꯦꯁꯟ, ꯃꯥꯏꯄꯥꯛꯄ, ꯄꯥꯟꯗꯝ ꯊꯝꯕ, ꯑꯃꯁꯨꯡ ꯂꯦꯞꯄ ꯂꯩꯇꯅ ꯍꯣꯠꯅꯕ ꯑꯁꯤꯅꯤ꯫